ꯅꯤꯌꯣꯒ ꯍꯥꯏꯕꯁꯤ ꯑꯔꯤꯕ ꯃꯇꯝꯒꯤ ꯏꯟꯗꯤꯌꯥꯗ ꯄꯥꯡꯊꯣꯛꯅꯔꯝꯕ ꯅꯨꯄꯤ ꯑꯃꯅ ꯀꯔꯤꯒꯨꯝꯕ ꯃꯄꯨꯔꯣꯢꯕ ꯂꯩꯈꯤꯗꯕꯗ ꯅꯠꯇ꯭ꯔꯒ ꯃꯄꯨꯔꯣꯢꯕ ꯑꯗꯨ ꯃꯄꯥ ꯑꯣꯢꯕ ꯉꯝꯗꯕꯗ ꯃꯆꯥ ꯐꯪꯖꯅꯕ ꯑꯇꯣꯞꯄ ꯅꯨꯄꯥ ꯑꯃ ꯅꯦꯛꯇꯨꯅ ꯑꯆꯦꯠꯄ ꯃꯔꯤ ꯊꯝꯕꯒꯤ ꯆꯠꯅꯕꯤꯅꯤ꯫ ꯅꯤꯌꯣꯒꯀꯤ ꯃꯑꯣꯡ ꯃꯇꯧ ꯅꯤꯌꯣꯒ ꯄꯥꯡꯅꯕ ꯃꯑꯣꯡ ꯃꯇꯧ ꯈꯔ ꯑꯗꯨꯗꯤ ꯅꯨꯄꯤ ꯑꯗꯨꯅ ꯃꯁꯥꯒꯤ ꯃꯆꯥ ꯐꯪꯖꯅꯕ ꯈꯛꯀꯤ ꯃꯔꯝꯒꯤ ꯑꯣꯢꯒꯗꯕꯅꯤ ꯑꯗꯨꯒ ꯍꯛꯇꯤꯟꯅꯕꯒꯤ ꯅꯨꯡꯉꯥꯢꯕ ꯌꯥꯎꯔꯣꯢꯗꯕꯅꯤ꯫ ꯃꯁꯤꯗꯒꯤ ꯄꯣꯛꯂꯛꯄ ꯃꯆꯥꯗꯨ ꯃꯥꯒꯤ ꯃꯄꯨꯔꯣꯢꯕ ꯒꯤ ꯃꯆꯥ ꯑꯣꯢꯅ ꯂꯧꯅꯤ ꯑꯗꯨꯒ ꯑꯅꯦꯛꯄ ꯅꯨꯄꯥꯗꯨꯒꯤ ꯅꯠꯇꯦ ꯍꯥꯢꯅ ꯂꯧꯅꯤ꯫ ꯇꯨꯡꯂꯝꯆꯠꯇ ꯅꯨꯄꯥ ꯑꯗꯨꯅ ꯑꯉꯥꯡ ꯑꯗꯨꯒ ꯃꯄꯥꯅꯤ ꯅꯠꯇ꯭ꯔꯒ ꯑꯉꯥꯡ ꯑꯗꯨꯒ ꯃꯔꯤ ꯂꯩꯅꯩ ꯍꯥꯢꯕꯒꯤ ꯋꯥꯐꯝ ꯐꯣꯡꯕ ꯌꯥꯗꯦ꯫ ꯍꯥꯢꯔꯤꯕ ꯆꯠꯅꯕꯤꯁꯤ ꯂꯥꯟꯅ ꯁꯤꯖꯤꯟꯅꯗꯅꯕ ꯅꯨꯄꯥ ꯑꯃ ꯒꯤ ꯄꯨꯟꯁꯤꯗ ꯑꯅꯤ ꯂꯛ ꯈꯛꯇꯪ ꯅꯤꯌꯣꯒ ꯇꯧꯕ ꯌꯥꯢ꯫ ꯊꯧꯔꯝ ꯑꯁꯤ ꯄꯥꯡꯕꯗ ꯅꯨꯄꯥ ꯑꯃꯗꯤ ꯅꯨꯄꯤ ꯑꯅꯤꯃꯛꯀꯤ ꯃꯁꯥꯗ ꯙꯔꯃꯒꯤꯗꯃꯛ ꯇꯧꯒꯗꯕꯅꯤ ꯑꯄꯥꯝꯕ ꯅꯨꯡꯁꯤꯕ ꯅꯠꯇ꯭ꯔꯒ ꯍꯛꯇꯤꯟꯅꯕꯒꯤ ꯅꯨꯡꯉꯥꯢꯕꯒꯤ ꯋꯥꯈꯜ ꯄꯣꯛꯄ ꯌꯥꯗꯦ꯫ ꯅꯨꯄꯥ ꯑꯗꯨꯅ ꯅꯨꯄꯤꯗꯨ ꯃꯆꯥ ꯐꯪꯖꯅꯕ ꯈꯛꯇꯒꯤꯗꯃꯛ ꯇꯧꯒꯗꯕꯅꯤ ꯑꯃꯗꯤ ꯅꯨꯄꯤ ꯑꯗꯨꯅꯁꯨ ꯃꯆꯥ ꯐꯪꯖꯅꯕ ꯈꯛꯇꯒꯤꯗꯃꯛ ꯇꯧꯒꯗꯕꯅꯤ꯫ ꯑꯇꯣꯞꯄ ꯑꯍꯦꯟꯕ ꯀꯨꯝꯃꯩ ꯁꯥꯟꯅꯕ ꯌꯥꯗꯦ꯫ ꯅꯨꯄꯥ ꯑꯃꯗꯤ ꯅꯨꯄꯤ ꯑꯅꯤꯃꯛꯀꯤ ꯍꯛꯆꯥꯡ ꯄꯨꯝꯕ ꯘꯤꯅ ꯇꯩꯒꯅꯤ꯫ ꯐꯤ ꯑꯃꯅ ꯃꯆꯥ ꯊꯪꯕ ꯍꯛꯆꯥꯡ ꯄꯨꯝꯕ ꯈꯨꯝꯒꯅꯤ꯫ ꯃꯁꯤꯅ ꯑꯃꯅ ꯑꯃꯒꯤ ꯑꯄꯥꯝ ꯅꯨꯡꯁꯤ ꯋꯥꯈꯜ ꯄꯣꯛꯂꯛꯇꯅꯕꯅꯤ꯫ ꯈ꯭ꯋꯥꯡꯒꯤ ꯃꯈꯥ ꯊꯪꯕ ꯁꯔꯨꯛ ꯈꯛꯇꯃꯛ ꯐꯤ ꯊꯨꯡꯗꯅ ꯂꯩꯒꯅꯤ꯫ ꯃꯁꯤꯗ ꯅꯨꯄꯥ ꯑꯗꯨꯅ ꯍꯛꯇꯤꯟꯅꯒꯗꯕꯅꯤ꯫